ꯃꯦꯗꯤꯇꯦꯁꯟ ꯄ꯭ꯔꯦꯛꯇꯤꯁ ꯇꯧꯕꯒꯤ ꯀꯥꯟꯅꯕꯁꯤꯡ ꯏꯕꯤꯌꯨ꯫ ꯃꯦꯗꯤꯇꯦꯁꯟ ꯑꯁꯤꯅꯥ ꯀꯅꯥꯒꯨꯝꯕ ꯑꯃꯒꯤ ꯑꯄꯨꯟꯕ ꯌꯥꯏꯐ-ꯊꯧꯔꯥꯡ ꯐꯒꯠꯍꯟꯕꯥ ꯉꯝꯕ ꯀꯥꯟꯅꯕ ꯀꯌꯥ ꯂꯩ꯫ ꯀꯥꯟꯅꯕꯁꯤꯡ ꯑꯁꯤꯒꯤ ꯃꯅꯨꯡꯗꯥ ꯈꯔꯗꯤ ꯃꯈꯥꯗ ꯄꯤꯔꯤꯕꯁꯤꯡꯁꯤꯅꯤ: ꯁ꯭ꯇꯔꯦꯁ ꯑꯃꯁꯨꯡ ꯑꯦꯟꯁꯤꯇꯤ ꯍꯟꯊꯍꯟꯕꯥ: ꯃꯦꯗꯤꯇꯦꯁꯟ ꯑꯁꯤ ꯁ꯭ꯇꯔꯦꯁ ꯍꯟꯊꯍꯟꯕꯒꯤ ꯏꯐꯦꯛꯇꯁꯤꯡꯒꯤꯗꯃꯛꯇꯥ ꯈꯪꯅꯩ꯫ ꯃꯁꯤꯅ ꯁ꯭ꯇꯔꯦꯁ ꯍꯣꯔꯃꯣꯟ ꯀꯣꯔꯇꯤꯁꯣꯜ ꯄꯨꯊꯣꯛꯄꯥ ꯍꯟꯊꯍꯟꯕ ꯉꯝꯃꯤ, ꯑꯃꯁꯨꯡ ꯋꯥꯈꯜ ꯅꯨꯡꯉꯥꯏꯇꯕꯥ, ꯋꯥꯈꯜ ꯅꯨꯡꯉꯥꯏꯇꯕꯥ ꯑꯃꯁꯨꯡ ꯑꯅꯥꯕꯒꯤ ꯂꯥꯏꯑꯣꯡꯁꯤꯡ ꯍꯟꯊꯍꯟꯕ ꯉꯝꯃꯤ꯫ ꯇꯨꯝꯕꯥ ꯐꯒꯠꯍꯟꯕ : ꯃꯦꯗꯤꯇꯦꯁꯟꯅꯥ ꯋꯥꯈꯜ ꯅꯨꯡꯉꯥꯏꯍꯟꯕ ꯉꯝꯃꯤ ꯑꯃꯁꯨꯡ ꯅꯍꯥꯛꯄꯨ ꯍꯦꯟꯅꯥ ꯅꯨꯡꯉꯥꯏꯅꯥ ꯇꯨꯝꯕꯥ ꯉꯝꯍꯜꯂꯤ꯫ ꯃꯁꯤꯅꯥ ꯇꯨꯝꯕꯥ ꯌꯥꯗꯕꯒꯤ ꯃꯒꯨꯟꯁꯨ ꯐꯒꯠꯍꯜꯂꯤ ꯑꯃꯁꯨꯡ ꯇꯨꯝꯕꯥ ꯌꯥꯗꯕꯗꯁꯨ ꯃꯇꯦꯡ ꯄꯥꯡꯏ꯫ ꯃꯤꯠꯌꯦꯡ ꯆꯪꯕꯥ ꯑꯃꯁꯨꯡ ꯄꯨꯛꯅꯤꯡ ꯆꯪꯕꯥ ꯍꯦꯟꯒꯠꯍꯟꯕ : ꯃꯦꯗꯤꯇꯦꯁꯟꯅꯥ ꯅꯍꯥꯛꯀꯤ ꯋꯥꯈꯜ ꯑꯗꯨ ꯃꯤꯠꯌꯦꯡ ꯆꯪꯅꯕꯥ ꯑꯃꯁꯨꯡ ꯅꯍꯥꯛꯀꯤ ꯄꯨꯛꯅꯤꯡ ꯆꯪꯕꯒꯤ ꯃꯇꯝ ꯐꯒꯠꯍꯟꯅꯕꯥ ꯇ꯭ꯔꯦꯅꯤꯡ ꯄꯤꯕꯥ ꯉꯝꯒꯅꯤ꯫ ꯆꯥꯡ ꯅꯥꯏꯅꯥ ꯄ꯭ꯔꯦꯛꯇꯤꯁ ꯇꯧꯕꯅꯥ ꯃꯦꯃꯣꯔꯤ, ꯑꯦꯀꯖꯤꯛꯌꯨꯇꯤꯚ ꯐꯪꯛꯁꯟ, ꯑꯃꯁꯨꯡ ꯄ꯭ꯔꯣꯕ꯭ꯂꯦꯝ ꯁꯣꯜꯌꯨꯁꯟ ꯁ꯭ꯀꯤꯜꯁꯤꯡꯒꯨꯝꯕꯥ ꯀꯣꯒꯅꯤꯇꯤꯚ ꯑꯦꯕꯤꯂꯤꯇꯤꯁꯤꯡ ꯐꯒꯠꯍꯟꯕ ꯉꯝꯃꯤ꯫ ꯕ꯭ꯂꯗ ꯄ꯭ꯔꯦꯁꯔ ꯍꯟꯊꯍꯅꯕꯥ: ꯁ꯭ꯇꯔꯦꯁ ꯍꯟꯊꯍꯟꯕ ꯑꯃꯁꯨꯡ ꯃꯦꯗꯤꯇꯦꯁꯟꯒꯤ ꯀꯜꯃꯤꯡ ꯏꯐꯦꯛꯇꯅꯥ ꯕ꯭ꯂꯗ ꯄ꯭ꯔꯦꯁꯔ ꯍꯟꯊꯍꯟꯕꯗꯥ ꯃꯇꯦꯡ ꯄꯥꯡꯕꯇꯥ ꯅꯠꯇꯅꯥ ꯍꯥꯔꯇꯀꯤ ꯍꯛꯁꯦꯜ ꯐꯒꯠꯍꯟꯕ ꯉꯝꯃꯤ꯫ ꯁꯦꯜꯐ-ꯑꯦꯋꯥꯔꯅꯦꯁ ꯍꯦꯟꯒꯠꯂꯛꯄꯥ: ꯃꯦꯗꯤꯇꯦꯁꯟꯅꯥ ꯅꯍꯥꯛꯀꯤ ꯋꯥꯈꯜ, ꯂꯝꯆꯠ-ꯁꯥꯖꯠ ꯑꯃꯁꯨꯡ ꯂꯝꯆꯠ-ꯁꯥꯖꯠꯁꯤꯡꯒꯤ ꯃꯇꯥꯡꯗꯥ ꯍꯦꯟꯅꯥ ꯂꯧꯁꯤꯡ ꯂꯩꯍꯟꯕꯗꯥ ꯃꯇꯦꯡ ꯄꯥꯡꯒꯅꯤ, ꯑꯃꯁꯨꯡ ꯅꯍꯥꯛꯄꯨ ꯍꯦꯟꯅꯥ ꯋꯥꯈꯜ ꯇꯥꯕꯥ ꯋꯥꯔꯦꯞ ꯂꯧꯕꯥ ꯉꯝꯍꯜꯂꯤ꯫ ꯏꯃꯣꯁꯅꯦꯜ ꯋꯦꯂꯕꯤꯡ: ꯆꯥꯡ ꯅꯥꯏꯅꯥ ꯃꯦꯗꯤꯇꯦꯁꯟ ꯇꯧꯕꯅꯥ ꯃꯁꯥ-ꯃꯔꯣꯝꯗꯣꯝ ꯂꯦꯄꯆꯕꯥ ꯉꯝꯕꯥ, ꯏꯀꯥꯏ ꯈꯨꯝꯅꯕꯥ ꯍꯦꯟꯒꯠꯍꯟꯕ ꯑꯃꯁꯨꯡ ꯄꯨꯟꯁꯤꯗꯥ ꯍꯦꯟꯅꯥ ꯄꯣꯖꯤꯇꯤꯚ ꯑꯣꯏꯕꯥ ꯃꯤꯠꯌꯦꯡ ꯊꯝꯕꯥ ꯌꯥꯏ꯫ ꯃꯁꯤꯅꯥ ꯗꯤꯄꯔꯦꯁꯟꯒꯤ ꯂꯥꯏꯑꯣꯡꯁꯤꯡ ꯍꯟꯊꯍꯅꯕꯁꯨ ꯌꯥꯏ ꯑꯃꯁꯨꯡ ꯑꯄꯨꯟꯕꯥ ꯏꯃꯣꯁꯅꯦꯜ ꯋꯦꯂꯕꯤꯡ ꯐꯒꯠꯍꯟꯕ ꯉꯝꯃꯤ꯫ ꯄꯦꯟ ꯃꯦꯅꯦꯖꯃꯦꯟꯇ: ꯃꯦꯗꯤꯇꯦꯁꯟꯅꯥ ꯄꯦꯏꯟ ꯃꯦꯅꯦꯖ ꯇꯧꯕꯗꯥ ꯃꯇꯦꯡ ꯄꯥꯡꯏ, ꯍꯛꯆꯥꯡꯒꯤ ꯑꯁꯣꯛ-ꯑꯄꯟꯒꯤ ꯋꯥꯈꯜꯂꯣꯟ ꯍꯟꯊꯍꯟꯕ ꯑꯃꯁꯨꯡ ꯄꯦꯟ ꯇꯣꯂꯔꯦꯟꯁ ꯍꯦꯟꯒꯠꯍꯟꯕ ꯉꯝꯃꯤ꯫ ꯑꯄꯨꯟꯕꯥ ꯑꯣꯏꯅꯥ, ꯃꯦꯗꯤꯇꯦꯁꯟ ꯄ꯭ꯔꯦꯛꯇꯤꯁ ꯇꯧꯕꯅꯥ ꯐꯤꯖꯤꯀꯦꯜ, ꯃꯦꯟꯇꯦꯜ ꯑꯃꯁꯨꯡ ꯏꯃꯣꯁꯅꯦꯜ ꯕꯦꯅꯤꯐꯤꯠ ꯀꯌꯥ ꯄꯤꯕꯥ ꯉꯝꯃꯤ, ꯑꯃꯁꯨꯡ ꯀꯅꯥꯒꯨꯝꯕꯥ ꯑꯃꯒꯤ ꯑꯄꯨꯅꯕꯥ ꯄꯨꯟꯁꯤꯒꯤ ꯃꯒꯨꯟ ꯐꯒꯠꯍꯟꯕ ꯉꯝꯃꯤ꯫ ꯆꯦꯛꯔꯦꯇꯔ ꯑꯅꯤꯒꯤ ꯃꯔꯛꯇꯥ ꯂꯩꯔꯤꯕꯥ ꯃꯔꯤ ꯑꯗꯨ ꯁꯟꯗꯣꯛꯅꯥ ꯇꯥꯛꯄꯤꯌꯨ꯫ ꯍ꯭ꯌꯥꯔꯤ ꯑꯃꯁꯨꯡ ꯔꯣꯟ ꯑꯁꯤ ꯈ꯭ꯋꯥꯏꯗꯒꯤ ꯐꯕꯥ ꯃꯔꯨꯄꯁꯤꯡꯅꯤ ꯑꯃꯁꯨꯡ ꯃꯈꯣꯏꯅꯥ ꯍꯣꯒꯋꯥꯔꯗꯇꯥ ꯊꯦꯡꯅꯔꯛꯄꯗꯒꯤ ꯍꯧꯅꯥ ꯃꯔꯨꯞ ꯑꯣꯏꯔꯤ꯫ ꯃꯈꯣꯏꯒꯤ ꯃꯔꯨꯞ-ꯃꯄꯥꯡ ꯑꯣꯏꯕꯒꯤ ꯃꯔꯤ ꯑꯁꯤ ꯃꯇꯝ ꯃꯇꯃꯒꯤ ꯑꯣꯏꯅꯥ ꯌꯥꯅꯗꯕꯥ ꯑꯃꯁꯨꯡ ꯌꯦꯛꯅꯕꯥ ꯂꯩꯔꯕꯁꯨ ꯑꯃꯒꯥ ꯑꯃꯒꯥ ꯂꯣꯏꯅꯅ ꯋꯥꯈꯜ ꯇꯥꯃꯤꯟꯅꯕꯥ ꯑꯃꯁꯨꯡ ꯏꯀꯥꯏ ꯈꯨꯝꯅꯕꯥ ꯑꯃꯗꯥ ꯌꯨꯝꯐꯝ ꯑꯣꯏꯕꯅꯤ꯫ ꯍ꯭ꯌꯥꯔꯤ ꯑꯃꯁꯨꯡ ꯔꯣꯅꯒꯤ ꯃꯔꯛꯇꯥ ꯑꯃꯒꯥ ꯑꯃꯒꯥ ꯂꯣꯏꯅꯅ ꯅꯨꯡꯁꯤꯅꯅꯥ ꯂꯩꯃꯤꯟꯅꯕꯥ ꯑꯃꯁꯨꯡ ꯏꯀꯥꯏ ꯈꯨꯝꯅꯕꯥ ꯎꯠꯄꯥ ꯑꯆꯦꯠꯄꯥ ꯃꯔꯨꯞ-ꯃꯄꯥꯡ ꯑꯣꯏꯕꯒꯤ ꯃꯔꯤ ꯑꯃꯥ ꯂꯩ, ꯃꯗꯨ ꯃꯈꯣꯏꯅꯥ ꯑꯍꯥꯟꯕꯥ ꯑꯣꯏꯅꯥ ꯍꯣꯒꯋꯥꯔꯗꯇꯥ ꯎꯅꯈꯤꯕꯥ ꯃꯇꯃꯗꯒꯤ ꯂꯦꯞꯇꯅꯥ ꯂꯩꯔꯛꯂꯤ꯫ ꯑꯦꯟꯇꯤꯚꯥꯏꯔꯁ ꯑꯃꯅꯥ ꯀꯔꯤ ꯇꯧꯕꯒꯦ ꯍꯥꯏꯕꯗꯨ ꯁꯟꯗꯣꯛꯅꯥ ꯇꯥꯛꯄꯤꯌꯨ꯫ ꯑꯦꯟꯇꯤꯚꯥꯏꯔꯁ ꯍꯥꯏꯕꯁꯤ ꯅꯍꯥꯛꯀꯤ ꯀꯝꯄ꯭ꯌꯨꯇꯔꯕꯨ ꯚꯥꯏꯔꯁ ꯑꯃꯁꯨꯡ ꯑꯇꯩ ꯃꯈꯜ-ꯃꯈꯥ ꯀꯌꯥꯒꯤ ꯃꯥꯡ-ꯇꯥꯛꯅꯤꯡꯉꯥꯏ ꯑꯣꯏꯕꯥ ꯁꯣꯐꯇꯋꯥꯌꯔꯁꯤꯡꯗꯒꯤ ꯉꯥꯛꯊꯣꯛꯄꯗꯥ ꯃꯇꯦꯡ ꯄꯥꯡꯂꯤꯕꯥ ꯁꯣꯐꯇꯋꯥꯌꯔꯅꯤ꯫ ꯃꯁꯤꯅꯥ ꯅꯍꯥꯛꯀꯤ ꯀꯝꯞꯌꯨꯇꯔꯗꯥ ꯚꯥꯏꯔꯁ ꯅꯠꯇꯔꯒꯥ ꯑꯇꯩ ꯄꯣꯇꯦꯟꯁꯤꯑꯦꯜ ꯊ꯭ꯔꯦꯠꯁꯤꯡꯒꯤ ꯈꯨꯗꯃꯁꯤꯡ ꯂꯦꯞꯇꯅꯥ ꯁ꯭ꯀꯦꯟ ꯁ꯭ꯀꯦꯟ ꯇꯧꯗꯨꯅꯥ, ꯑꯃꯁꯨꯡ ꯃꯗꯨꯒꯤ ꯃꯇꯨꯡꯗꯥ ꯊ꯭ꯔꯦꯠꯁꯤꯡ ꯑꯗꯨ ꯅꯍꯥꯛꯀꯤ ꯁꯤꯁ꯭ꯇꯦꯃꯗꯥ ꯑꯀꯥꯏꯕꯥ ꯄꯤꯗ꯭ꯔꯤꯉꯩꯗꯥ ꯂꯧꯊꯣꯛꯅꯕꯥ ꯅꯠꯇꯔꯒꯥ ꯅ꯭ꯌꯨꯇꯔꯤꯂꯥꯏꯖ ꯇꯧꯅꯕꯥ ꯑꯦꯛꯁꯟ ꯂꯧꯈꯠꯇꯨꯅꯥ ꯇꯧꯏ꯫ ꯑꯦꯟꯇꯤꯚꯥꯏꯔꯁ ꯁꯣꯐꯇꯋꯥꯌꯔꯅꯥ ꯃꯍꯧꯁꯥꯅꯥ ꯚꯥꯏꯔꯁꯁꯤꯡ ꯈꯪꯗꯣꯛꯅꯕꯥ ꯃꯈꯜ ꯀꯌꯥꯒꯤ ꯇꯦꯛꯅꯤꯛꯁꯤꯡ ꯁꯤꯖꯤꯟꯅꯩ, ꯃꯗꯨꯒꯤ ꯃꯅꯨꯡꯗꯥ ꯈꯪꯂꯕꯥ ꯚꯥꯏꯔꯁ ꯁꯤꯒꯅꯦꯆꯔꯁꯤꯡ ꯊꯤꯕꯥ, ꯆꯤꯡꯅꯕꯥ ꯂꯩꯔꯕꯥ ꯐꯥꯏꯂꯁꯤꯡꯒꯤ ꯂꯝꯆꯠ-ꯁꯥꯖꯠ ꯌꯦꯡꯁꯤꯅꯕꯥ, ꯑꯃꯁꯨꯡ ꯃꯃꯥꯡꯗꯥ ꯈꯪꯂꯃꯗꯕꯥ ꯈꯨꯗꯣꯡꯊꯤꯕꯁꯤꯡ ꯂꯥꯎꯊꯣꯛꯅꯕꯥ ꯑꯃꯁꯨꯡ ꯈꯪꯗꯣꯛꯅꯕꯥ ꯍꯤꯎꯔꯤꯁꯇꯤꯛ ꯁꯤꯖꯤꯟꯅꯕꯥ ꯑꯁꯤꯅꯆꯤꯡꯕꯥ ꯌꯥꯎꯏ꯫ ꯊꯣꯛꯄꯥ ꯌꯥꯕꯥ ꯆꯩꯊꯦꯡ ꯑꯃ ꯈꯪꯗꯣꯛꯂꯕꯥ ꯃꯇꯨꯡꯗꯥ, ꯑꯦꯟꯇꯤꯚꯥꯏꯔꯁ ꯁꯣꯐꯇꯋꯥꯌꯔꯅꯥ ꯚꯥꯏꯔꯁ ꯑꯁꯤ ꯁꯟꯗꯣꯛꯄꯥ ꯑꯃꯁꯨꯡ ꯃꯈꯥ ꯇꯥꯅꯥ ꯑꯃꯥꯡ-ꯑꯇꯥ ꯊꯣꯛꯍꯟꯗꯅꯕ ꯐꯥꯏꯜ ꯑꯗꯨ ꯀ꯭ꯕꯥꯔꯦꯟꯇꯥꯏꯟ ꯇꯧꯕꯥ, ꯃꯨꯠꯊꯠꯄꯥ ꯅꯠꯇꯔꯒꯥ ꯔꯤꯄꯦꯌꯥꯔ ꯇꯧꯅꯕꯥ ꯊꯕꯛ ꯄꯥꯏꯈꯠꯂꯤ꯫ ꯅꯍꯥꯛꯀꯤ ꯑꯦꯟꯇꯤꯚꯥꯏꯔꯁ ꯁꯣꯐꯇꯋꯥꯌꯔ ꯑꯗꯨ ꯆꯥꯡ ꯅꯥꯏꯅꯥ ꯑꯄꯗꯦꯠ ꯇꯧꯕꯥ ꯍꯥꯏꯕꯁꯤꯅꯥ ꯅꯍꯥꯛꯀꯤ ꯀꯝꯄ꯭ꯌꯨꯇꯔ ꯑꯗꯨ ꯈ꯭ꯋꯥꯏꯗꯒꯤ ꯅꯧꯕꯥ ꯊ꯭ꯔꯦꯠꯁꯤꯡꯗꯒꯤ ꯏꯐꯦꯛꯇꯤꯚ ꯑꯣꯏꯅꯥ ꯉꯥꯛꯊꯣꯛꯄꯥ ꯉꯝꯅꯕꯥ ꯃꯔꯨꯑꯣꯏ꯫।